ꯏꯐꯦꯛꯇꯤꯚ ꯀꯝꯌꯨꯅꯤꯀꯦꯁꯟꯒꯤ ꯃꯔꯨꯑꯣꯏꯕ ꯃꯆꯥꯛ ꯑꯍꯨꯝ ꯑꯗꯨ ꯀꯔꯤꯅꯣ? ꯏꯐꯦꯛꯇꯤꯚ ꯑꯣꯏꯕ ꯀꯝꯌꯨꯅꯤꯀꯦꯁꯟꯒꯤ ꯃꯔꯨꯑꯣꯏꯕ ꯃꯆꯥꯛ ꯑꯍꯨꯝꯗꯤ ꯋꯥꯍꯩꯅꯥ ꯄꯥꯎ ꯐꯥꯎꯗꯣꯛ-ꯐꯥꯎꯖꯤꯟ ꯇꯧꯕ ꯃꯁꯤꯅꯥ ꯄꯥꯎꯖꯦꯜ ꯑꯃꯥ ꯄꯤꯅꯕꯒꯤꯗꯃꯛ ꯋꯥꯍꯩ ꯁꯤꯖꯤꯟꯅꯕꯥ ꯍꯥꯏꯕꯁꯤꯕꯨ ꯈꯪꯅꯩ꯫ ꯋꯥꯉꯥꯡꯂꯣꯏ ꯑꯗꯨꯅꯥ ꯃꯌꯦꯛ ꯁꯦꯡꯕꯥ, ꯊꯣꯏꯗꯣꯛꯄꯥ ꯑꯃꯁꯨꯡ ꯑꯣꯗꯤꯑꯣꯗꯥ ꯆꯨꯅꯕꯥ ꯂꯣꯜ ꯁꯤꯖꯤꯟꯅꯕꯥ ꯍꯥꯏꯕꯁꯤ ꯌꯥꯝꯅꯥ ꯃꯔꯨꯑꯣꯏ꯫ ꯅꯟ-ꯚꯥꯔꯕꯦꯜ ꯀꯝꯌꯨꯅꯤꯀꯦꯁꯟ ꯃꯁꯤꯗꯥ ꯖꯤꯖꯔ, ꯍꯛꯆꯥꯡꯒꯤ ꯂꯣꯜ, ꯐꯦꯁꯤꯑꯦꯜ ꯑꯦꯛꯁꯞꯔꯦꯁꯟ, ꯑꯃꯁꯨꯡ ꯈꯣꯟꯖꯦꯜ ꯌꯥꯎꯔꯤ꯫ ꯅꯟ-ꯚꯥꯔꯕꯦꯜ ꯀꯝꯌꯨꯅꯤꯀꯦꯁꯟꯅꯥ ꯋꯥꯍꯩꯅꯥ ꯐꯖꯅꯥ ꯐꯣꯡꯗꯣꯛꯄꯥ ꯉꯝꯗꯕꯥ ꯏꯃꯣꯁꯟꯁꯤꯡ ꯑꯃꯁꯨꯡ ꯑꯦꯇꯤꯆꯨꯗꯁꯤꯡ ꯐꯣꯡꯗꯣꯛꯄꯥ ꯉꯝꯃꯤ꯫ ꯑꯦꯛꯇꯤꯚ ꯂꯤꯁ꯭ꯇꯤꯡ ꯏꯐꯦꯛꯇꯤꯚ ꯀꯝꯌꯨꯅꯤꯀꯦꯁꯟ ꯇꯧꯕꯗꯁꯨ ꯑꯦꯛꯇꯤꯚ ꯂꯤꯁ꯭ꯇꯤꯡ ꯃꯊꯧ ꯇꯥꯏ꯫ ꯃꯁꯤꯗꯥ ꯋꯥ ꯉꯥꯡꯕꯥ ꯃꯤꯑꯣꯏ ꯑꯗꯨꯗꯥ ꯄꯨꯛꯅꯤꯡ ꯆꯪꯕꯥ, ꯐꯤꯗꯕꯦꯛ ꯄꯤꯕꯥ ꯑꯃꯁꯨꯡ ꯃꯌꯦꯛ ꯁꯦꯡꯅꯥ ꯇꯥꯛꯅꯕꯥ ꯋꯥꯍꯪ ꯍꯪꯕꯥ ꯌꯥꯎꯏ꯫ ꯑꯦꯛꯇꯤꯚ ꯑꯣꯏꯅ ꯇꯥꯕꯥ ꯑꯁꯤꯅꯥ ꯄꯥꯔꯇꯤ ꯑꯅꯤꯃꯛꯅꯥ ꯑꯃꯅꯥ ꯑꯃꯕꯨ ꯂꯧꯁꯤꯟꯕꯗꯥ ꯃꯇꯦꯡ ꯄꯥꯡꯏ ꯑꯃꯁꯨꯡ ꯄꯥꯎꯖꯦꯜ ꯑꯗꯨ ꯄꯥꯟꯗꯝ ꯊꯝꯂꯤꯕꯥ ꯃꯑꯣꯡꯗꯥ ꯐꯪꯍꯟꯕꯗꯥ ꯃꯇꯦꯡ ꯄꯥꯡꯏ꯫